ꯃꯆꯨꯒꯤ ꯑꯣꯄꯁꯟ: ꯑꯥꯏꯐꯣꯟ ꯑꯦꯂꯦꯚꯦꯟ ꯑꯁꯤ ꯇꯣꯉꯥꯟ ꯇꯣꯉꯥꯟꯕ ꯃꯆꯨ ꯇꯔꯨꯛꯇ ꯐꯪꯏ: ꯑꯉꯧꯕ, ꯕ꯭ꯂꯦꯛ, ꯒ꯭ꯔꯤꯟ, ꯌꯦꯜꯂꯣ, ꯃꯆꯨ ꯃꯆꯨꯒꯤ, ꯑꯃꯁꯨꯡ ꯂꯥꯜ, ꯑꯗꯨꯒ ꯑꯥꯏꯐꯣꯟ ꯑꯦꯛꯁꯅ ꯃꯆꯨ ꯑꯅꯤ ꯈꯛꯇꯃꯛ ꯂꯥꯛꯏ: ꯂꯨꯄꯥ ꯑꯃꯁꯨꯡ ꯁ꯭ꯄꯦꯁ ꯒ꯭ꯔꯦ꯫ ꯎꯃꯪꯗ ꯂꯩꯕ ꯑꯉꯛꯄ ꯖꯤꯕ ꯑꯃꯒꯤ ꯃꯔꯝꯗ ꯋꯥꯔꯤ ꯑꯃ ꯁꯦꯝꯃꯨ꯫ ꯃꯇꯝ ꯑꯃꯗ ꯑꯔꯤꯕ ꯎꯃꯪ ꯑꯃꯒꯤ ꯊꯃꯣꯏꯗ ꯌꯥꯝꯅ ꯂꯨꯕ ꯃꯐꯝ ꯑꯃꯗ ꯑꯉꯛꯄ ꯖꯤꯕ ꯑꯃ ꯂꯩꯔꯝꯃꯤ꯫ ꯃꯁꯤꯒꯤ ꯃꯃꯤꯡ ꯃꯤꯔꯥ ꯀꯧꯏ, ꯃꯁꯤ ꯎꯃꯪꯗ ꯂꯩꯕ ꯑꯇꯣꯞꯄ ꯖꯤꯕ ꯑꯃꯒ ꯃꯥꯟꯅꯗꯦ꯫ ꯃꯤꯔꯥꯒꯤ ꯍꯛꯆꯥꯡ ꯑꯁꯤ ꯍꯔꯤꯒꯤ ꯍꯛꯆꯥꯡ, ꯇꯤꯟ-ꯀꯥꯡꯒꯤ ꯈꯣꯡꯎꯞ ꯑꯃꯁꯨꯡ ꯈꯣꯡꯎꯞꯀꯤ ꯃꯀꯣꯛ ꯂꯩꯈꯤ꯫ ꯃꯁꯤꯒꯤ ꯃꯆꯨ ꯑꯗꯨ ꯅꯨꯃꯤꯠꯀꯤ ꯃꯉꯥꯜꯅ ꯊꯜꯂꯕ ꯃꯆꯨꯁꯤꯡ ꯑꯗꯨ ꯒ꯭ꯔꯤꯟꯗꯒꯤ ꯕ꯭ꯂꯨꯗꯒꯤ ꯃꯆꯨ ꯃꯆꯨꯗ ꯍꯣꯡꯂꯛꯂꯤ꯫ ꯃꯤꯔꯥ ꯑꯁꯤ ꯃꯤꯅꯨꯡꯁꯤ ꯂꯩꯕ ꯖꯤꯕ ꯑꯃꯅꯤ, ꯃꯗꯨ ꯎꯃꯪꯗ ꯂꯩꯕ ꯃꯤꯑꯣꯏ ꯈꯨꯗꯤꯡꯃꯛꯅ ꯅꯨꯡꯁꯤꯖꯔꯝꯃꯤ꯫ ꯃꯤꯔꯥꯗ ꯑꯄꯥꯝꯕ ꯄꯤꯕꯒꯤ ꯑꯈꯟꯅꯕ ꯊꯧꯅꯥ ꯂꯩꯔꯝꯃꯤ꯫ ꯎꯃꯪꯒꯤ ꯖꯤꯕ ꯑꯃꯅ ꯑꯋꯥꯕ ꯇꯥꯔꯛꯄ ꯃꯇꯝ ꯈꯨꯗꯤꯡꯗ ꯃꯈꯣꯏꯅ ꯃꯤꯔꯥꯕꯨ ꯊꯤꯔꯝꯃꯤ, ꯃꯍꯥꯛꯅ ꯃꯇꯝ ꯄꯨꯝꯅꯃꯛꯇ ꯃꯇꯦꯡ ꯄꯥꯡꯂꯝꯃꯤ꯫ ꯅꯨꯃꯤꯠ ꯑꯃꯗ ꯔꯦꯕꯤꯖ ꯏꯃꯨꯡ ꯑꯃꯅ ꯑꯄꯥꯝꯕ ꯑꯃꯒ ꯂꯣꯏꯅꯅ ꯃꯍꯥꯛꯀꯤ ꯃꯅꯥꯛꯇ ꯂꯥꯛꯈꯤ꯫ ꯃꯈꯣꯏꯒꯤ ꯌꯨꯝ ꯑꯗꯨ ꯅꯣꯡꯂꯩ ꯅꯨꯡꯁꯤꯠ ꯑꯃꯅ ꯃꯥꯡꯍꯟꯈꯤꯕꯅꯤ, ꯃꯈꯣꯏꯅ ꯆꯠꯀꯗꯕ ꯃꯐꯝ ꯑꯃꯠꯇ ꯂꯩꯔꯝꯗꯦ꯫ ꯃꯤꯔꯥꯅ ꯃꯈꯣꯏꯒꯤ ꯑꯄꯥꯝꯕ ꯑꯗꯨ ꯇꯥꯈꯤ, ꯃꯃꯤꯠ ꯇꯥꯡꯂꯒ ꯑꯃꯨꯛ ꯍꯟꯅ ꯍꯥꯡꯗꯣꯛꯄ ꯃꯇꯝꯗ ꯐꯖꯔꯕ ꯑꯅꯧꯕ ꯌꯨꯝ ꯑꯃ ꯉꯥꯏꯗꯨꯅ ꯂꯩꯔꯝꯃꯤ꯫ ꯆꯍꯤ ꯀꯌꯥ ꯁꯨꯔꯛꯄꯒ ꯂꯣꯏꯅꯅ ꯃꯤꯔꯥꯒꯤ ꯃꯤꯅꯨꯡꯁꯤꯒꯤ ꯋꯥꯔꯤꯁꯤꯡ ꯌꯥꯝꯅ ꯂꯥꯞꯅ ꯁꯟꯗꯣꯛꯈꯤ꯫ ꯎꯃꯪꯒꯤ ꯃꯐꯝ ꯀꯌꯥꯗꯒꯤ ꯖꯤꯕꯁꯤꯡꯅ ꯃꯇꯦꯡ ꯄꯥꯡꯅꯕ ꯃꯍꯥꯛꯀꯤ ꯃꯅꯥꯛꯇ ꯂꯥꯛꯈꯤ, ꯃꯍꯥꯛꯅ ꯀꯩꯗꯧꯅꯨꯡꯗ ꯀꯅꯥꯒꯨꯝꯕ ꯑꯃꯠꯇ ꯂꯥꯄꯊꯣꯛꯈꯤꯗꯦ꯫ ꯃꯇꯝ ꯀꯌꯥꯒꯤ ꯃꯃꯥꯡꯗꯒꯤ ꯎꯃꯪꯒꯤ ꯃꯦꯖꯤꯛ ꯀꯥꯎꯊꯣꯛꯈ꯭ꯔꯕ ꯃꯤꯑꯣꯏꯕꯁꯤꯡ ꯐꯥꯎꯕ ꯇꯉꯥꯏꯐꯗꯕ ꯃꯇꯝꯗ ꯃꯤꯔꯥꯗ ꯂꯥꯛꯈꯤ꯫ ꯑꯃꯁꯨꯡ ꯃꯍꯥꯛꯅ ꯃꯇꯝ ꯄꯨꯝꯅꯃꯛꯇ ꯃꯈꯣꯏꯒꯤ ꯑꯄꯥꯝꯕ ꯑꯗꯨ ꯀꯌꯥ ꯌꯥꯝꯅ ꯆꯥꯎꯕ ꯅꯠꯇ꯭ꯔꯒ ꯀꯌꯥ ꯌꯥꯝꯅ ꯄꯤꯛꯄ ꯑꯣꯏꯔꯕꯁꯨ ꯊꯨꯡꯍꯟꯈꯤ꯫ ꯃꯤꯔꯥꯅ ꯆꯍꯤ ꯀꯌꯥ, ꯆꯍꯤ ꯀꯌꯥ ꯍꯤꯡꯈꯤ, ꯑꯃꯁꯨꯡ ꯃꯍꯥꯛꯅ ꯀꯩꯗꯧꯉꯩꯗꯁꯨ ꯇꯉꯥꯏꯐꯗꯕ ꯃꯤꯑꯣꯏꯁꯤꯡꯕꯨ ꯃꯇꯦꯡ ꯄꯥꯡꯕ ꯂꯦꯞꯈꯤꯗꯦ꯫ ꯉꯁꯤ ꯐꯥꯎꯕꯗ ꯃꯍꯥꯛ ꯍꯧꯖꯤꯛꯁꯨ ꯎꯃꯪꯒꯤ ꯊꯃꯣꯏꯗ ꯎꯕ ꯐꯪꯏ, ꯃꯍꯥꯛꯀꯤ ꯇꯝꯄꯥꯛꯀꯤ ꯈꯣꯡꯎꯞꯇ ꯂꯥꯟꯊꯦꯡꯅꯔꯤ, ꯃꯇꯝ ꯄꯨꯝꯅꯃꯛꯇ ꯇꯥꯕ ꯑꯃꯁꯨꯡ ꯑꯄꯥꯝꯕ ꯑꯃ ꯄꯤꯅꯕ ꯁꯦꯝ ꯁꯥꯗꯨꯅ ꯂꯩꯔꯤ꯫ ꯑꯗꯨꯒ ꯀꯔꯤꯒꯨꯝꯕ ꯅꯍꯥꯛꯅ ꯀꯔꯤꯒꯨꯝꯕ ꯃꯇꯝꯗ ꯗꯔꯀꯥꯔ ꯑꯣꯏꯔꯕꯗꯤ ꯅꯍꯥꯛꯅ ꯇꯧꯒꯗꯕ ꯊꯕꯛ ꯑꯗꯨꯗꯤ ꯃꯍꯥꯛꯄꯨ ꯊꯤꯕ ꯈꯛꯇꯅꯤ, ꯃꯍꯥꯛꯅ ꯅꯍꯥꯛꯄꯨꯁꯨ ꯃꯇꯦꯡ ꯄꯥꯡꯅꯕ ꯃꯐꯝ ꯑꯗꯨꯗ ꯂꯩꯒꯅꯤ꯫ ꯅꯍꯥꯛꯀꯤ ꯕꯁꯀꯤꯗꯃꯛꯇ ꯒ꯭ꯔꯤꯇꯤꯡ ꯃꯦꯁꯦꯖ ꯑꯃ ꯁꯦꯝꯃꯨ꯫ ꯍꯦꯂꯣ ꯕꯁ, ꯉꯁꯤ ꯑꯗꯣꯝꯒ ꯎꯅꯕꯗ ꯌꯥꯝꯅ ꯅꯨꯡꯉꯥꯏꯕ ꯐꯥꯎꯏ꯫ ꯏꯟꯇꯔꯅꯦꯠꯀꯤ ꯂꯣꯜꯒꯤ ꯃꯣꯗꯦꯜ ꯑꯃ ꯑꯣꯏꯅ ꯑꯩꯍꯥꯛꯅ ꯃꯇꯝꯒ ꯆꯥꯟꯅꯕ ꯁꯦꯜ-ꯊꯨꯝꯒꯤ ꯏꯟꯐꯣꯔꯃꯦꯁꯟ ꯐꯪꯕꯒꯤ ꯇꯧꯕ ꯉꯝꯕꯗꯨ ꯂꯩꯇꯦ, ꯅꯨꯡꯉꯥꯏꯇꯕ ꯋꯥꯐꯝ ꯑꯃꯅꯤ꯫ ꯖꯨꯟ ꯇꯔꯥꯃꯉꯥ, ꯂꯤꯁꯤꯡꯑꯅꯤ ꯀꯨꯟꯃꯥꯊꯣꯏ ꯗ ꯑꯦꯄꯜ ꯁ꯭ꯇꯣꯛꯀꯤ ꯂꯣꯏꯁꯤꯟꯕꯒꯤ ꯃꯃꯜ ꯈꯪꯅꯕꯒꯤꯗꯃꯛ, ꯅꯍꯥꯛꯅ ꯁꯦꯜ-ꯊꯨꯝꯒꯤ ꯄꯥꯎꯒꯤ ꯋꯦꯕꯁꯥꯏꯠ ꯑꯃꯗ ꯆꯠꯄ ꯌꯥꯏ ꯅꯠꯇ꯭ꯔꯒ ꯁꯦꯜ-ꯊꯨꯝꯒꯤ ꯏꯟꯐꯣꯔꯃꯦꯁꯟ ꯄꯤꯕ ꯄ꯭ꯂꯦꯠꯐꯣꯔꯝ ꯑꯃꯗ ꯄꯨꯋꯥꯔꯤ ꯑꯣꯏꯔꯕ ꯁ꯭ꯇꯣꯛ ꯗꯦꯇꯥ ꯊꯤꯕ ꯌꯥꯏ꯫ ꯚꯔꯆꯨꯑꯦꯜ ꯔꯤꯌꯦꯂꯤꯇꯤ ꯇꯦꯛꯅꯣꯂꯣꯖꯤꯒꯤ ꯍꯧꯖꯤꯛ ꯑꯣꯏꯔꯤꯕ ꯇ꯭ꯔꯦꯟꯁꯤꯡ ꯑꯗꯨ ꯔꯤꯁꯔꯆ ꯇꯧꯕ꯫ ꯚꯔꯆꯨꯑꯦꯜ ꯔꯤꯌꯦꯂꯤꯇꯤ ꯇꯦꯛꯅꯣꯂꯣꯖꯤ ꯑꯁꯤ ꯌꯥꯝꯅ ꯊꯨꯅ ꯃꯥꯡꯂꯣꯝꯗ ꯆꯪꯁꯤꯜꯂꯛꯂꯤ, ꯏꯟꯗꯁ꯭ꯠꯔꯤꯗ ꯑꯅꯧꯕ ꯇ꯭ꯔꯦꯟꯗꯁꯤꯡ ꯊꯣꯔꯛꯂꯤ꯫ ꯍꯦꯟ ꯇ꯭ꯔꯦꯀꯤꯡ ꯇꯦꯛꯅꯣꯂꯣꯖꯤ ꯑꯁꯤ ꯚꯔꯆꯨꯑꯦꯜ ꯔꯤꯌꯦꯂꯤꯇꯤ ꯗ ꯍꯦꯟꯅ ꯆꯠꯅꯔꯛꯂꯤ, ꯃꯁꯤꯅ ꯌꯨꯖꯔꯁꯤꯡꯅ ꯃꯍꯧꯁꯥꯒꯤ ꯑꯣꯏꯕ ꯈꯨꯠꯅ ꯆꯠꯄ ꯁꯤꯖꯤꯟꯅꯗꯨꯅ ꯚꯔꯆꯨꯑꯦꯜ ꯑꯦꯟꯚꯥꯏꯔꯟꯃꯦꯟꯠꯁꯤꯡꯒ ꯂꯣꯏꯅꯅ ꯋꯥꯔꯤ ꯁꯥꯅꯕ ꯌꯥꯍꯜꯂꯤ꯫